ꯃꯤꯗꯤꯌꯥꯒꯤ ꯊꯕꯛ ꯑꯃ ꯑꯦꯞꯂꯥꯏ ꯇꯧꯕ ꯃꯇꯝꯗ ꯏꯟꯇꯔꯚ꯭ꯌꯨ ꯇꯧꯔꯤꯕ ꯃꯤꯑꯣꯏ ꯑꯃꯗ ꯍꯪꯒꯗꯕ ꯋꯥꯍꯪꯁꯤꯡꯒꯤ ꯂꯤꯁ ꯑꯃ ꯁꯦꯝꯃꯨ꯫ ꯏꯟꯇꯔꯚ꯭ꯌꯨ ꯇꯧꯔꯤꯕ ꯃꯤꯑꯣꯏ ꯑꯃꯅ ꯃꯤꯗꯤꯌꯥꯒꯤ ꯊꯕꯛ ꯑꯃ ꯑꯦꯞꯂꯥꯏ ꯇꯧꯕ ꯃꯇꯝꯗ ꯍꯪꯂꯛꯄ ꯌꯥꯕ ꯋꯥꯍꯪ ꯇꯔ ꯃꯈꯥꯗ ꯄꯤꯔꯤ꯫ ꯊꯧꯗꯥꯡ ꯑꯁꯤꯒꯤ ꯅꯨꯃꯤꯠ ꯈꯨꯗꯤꯡꯒꯤ ꯑꯣꯏꯕ ꯊꯧꯗꯥꯡꯁꯤꯡꯒꯤ ꯃꯇꯥꯡꯗ ꯅꯍꯥꯛꯅ ꯑꯩꯉꯣꯟꯗ ꯍꯦꯟꯅ ꯍꯥꯏꯕꯤꯔꯛꯄ ꯌꯥꯒꯗ꯭ꯔꯥ? ꯄꯣꯖꯤꯁꯟ ꯑꯁꯤ ꯃꯦꯗꯤꯌꯥ ꯀꯝꯄꯦꯅꯤꯒꯤ ꯑꯄꯨꯟꯕ ꯑꯣꯔꯒꯅꯥꯏꯖꯦꯁꯅꯦꯜ ꯁ꯭ꯇꯔꯀꯛꯆꯔꯗ ꯀꯔꯝꯅ ꯌꯥꯎꯕꯒꯦ? ꯀꯝꯄꯦꯅꯤꯒꯤ ꯀꯜꯆꯔ ꯑꯃꯁꯨꯡ ꯊꯕꯛ ꯇꯧꯕꯒꯤ ꯑꯀꯣꯏꯕꯒꯤ ꯃꯇꯥꯡꯗ ꯍꯦꯟꯅ ꯈꯪꯍꯟꯕꯤꯌꯨ? ꯄꯣꯖꯤꯁꯟ ꯑꯁꯤꯒꯤꯗꯃꯛꯇ ꯃꯥꯏ ꯄꯥꯛꯄ ꯑꯁꯤ ꯀꯔꯝꯅ ꯉꯝꯒꯅꯤ? ꯇꯤꯝ ꯑꯁꯤꯅ ꯍꯟꯗꯛꯇ ꯂꯣꯏꯁꯤꯟꯈꯤꯕ ꯑꯃꯁꯨꯡ ꯑꯗꯣꯝꯅ ꯃꯔꯨꯑꯣꯏꯅ ꯆꯥꯎꯊꯣꯛꯆꯕ ꯄꯣꯛꯄ ꯄ꯭ꯔꯣꯖꯦꯛ ꯑꯃꯒꯤ ꯅꯠꯇ꯭ꯔꯒ ꯋꯥꯔꯤ ꯑꯃꯒꯤ ꯈꯨꯗꯝ ꯑꯃ ꯑꯩꯉꯣꯟꯗ ꯄꯤꯕꯤꯔꯛꯄ ꯌꯥꯒꯗ꯭ꯔꯥ? ꯀꯝꯄꯦꯅꯤ ꯑꯁꯤꯒꯤ ꯃꯅꯨꯡꯗ ꯒ꯭ꯔꯣꯊ ꯑꯃꯁꯨꯡ ꯑꯦꯗꯚꯥꯟꯁꯃꯦꯟꯠꯀꯤ ꯈꯨꯗꯣꯡꯆꯥꯕꯁꯤꯡꯒꯤ ꯃꯇꯥꯡꯗ ꯑꯗꯣꯝꯅ ꯍꯦꯟꯅ ꯈꯪꯍꯟꯕꯤꯌꯨ? ꯂꯦꯞꯇꯅ ꯍꯦꯟꯒꯠꯂꯛꯂꯤꯕ ꯃꯤꯗꯤꯌꯥꯒꯤ ꯂꯃꯗ ꯀꯝꯄꯦꯅꯤ ꯑꯁꯤꯅ ꯃꯇꯧ ꯀꯔꯝꯅ ꯃꯇꯝꯒ ꯆꯥꯟꯅꯕ ꯑꯣꯏꯔꯤꯕꯒꯦ? ꯀꯝꯄꯦꯅꯤ ꯑꯁꯤꯅ ꯃꯁꯤꯒꯤ ꯀꯟꯇꯦꯟꯠ ꯑꯃꯁꯨꯡ ꯃꯁꯤꯒꯤ ꯑꯣꯄꯔꯦꯁꯟꯁꯤꯡꯒꯤ ꯃꯅꯨꯡꯗ ꯗꯥꯏꯕꯔꯁꯤꯇꯤ, ꯏꯀ꯭ꯌꯤꯇꯤ, ꯑꯃꯁꯨꯡ ꯏꯟꯀ꯭ꯂꯨꯖꯟꯕꯨ ꯀꯔꯝꯅ ꯃꯔꯨ ꯑꯣꯏꯅ ꯂꯧꯔꯤ ꯑꯃꯁꯨꯡ ꯑꯣꯄ꯭ꯔꯣꯆ ꯇꯧꯔꯤ? ꯀꯔꯤꯒꯨꯝꯕ ꯑꯩꯅ ꯄꯣꯖꯤꯁꯟ ꯑꯁꯤ ꯐꯪꯂꯕꯗꯤ ꯑꯩꯅ ꯊꯕꯛ ꯇꯧꯒꯗꯧꯔꯤꯕ ꯇꯤꯝ ꯑꯗꯨꯒꯤ ꯃꯇꯥꯡꯗ ꯍꯦꯟꯅ ꯈꯪꯍꯟꯕꯤꯌꯨ? ꯑꯔꯣꯏꯕꯗ, ꯏꯟꯇꯔꯚ꯭ꯌꯨꯒꯤ ꯊꯧꯑꯣꯡꯒꯤ ꯃꯊꯪꯒꯤ ꯈꯣꯡꯊꯥꯡꯁꯤꯡ ꯑꯗꯨ ꯀꯔꯤꯅꯣ? ꯗꯤꯅꯥꯔ ꯇꯦꯕꯜ ꯍꯥꯏꯕ ꯋꯥꯍꯩ ꯑꯁꯤ ꯁꯤꯖꯤꯟꯅꯗꯨꯅ ꯃꯦꯇꯥꯐꯣꯔ ꯑꯃ ꯁꯦꯝꯃꯨ꯫ ꯅꯨꯃꯤꯗꯥꯡꯒꯤ ꯆꯥꯀꯆꯥ-ꯌꯨꯊꯛ ꯑꯃꯅ ꯃꯤꯑꯣꯏꯁꯤꯡꯕꯨ ꯁꯦꯌꯔ ꯇꯧꯔꯕ ꯆꯥꯅꯕ ꯑꯃꯁꯨꯡ ꯃꯆꯤꯟꯖꯥꯛ ꯄꯤꯕꯒꯤꯗꯃꯛ ꯄꯨꯟꯁꯤꯟꯕꯒꯨꯝꯅ, ꯈꯨꯟꯅꯥꯏ ꯑꯃꯅ ꯅꯨꯃꯤꯗꯥꯡꯒꯤ ꯇꯦꯕꯜ ꯑꯃ ꯑꯣꯏꯅ ꯊꯕꯛ ꯇꯧꯏ, ꯃꯤꯑꯣꯏ ꯑꯃꯕꯨ ꯄꯨꯟꯁꯤꯟꯗꯨꯅ ꯋꯥꯈꯜꯂꯣꯅꯅꯁꯤꯡ ꯄꯤꯊꯣꯛ-ꯄꯤꯁꯤꯟ ꯇꯧꯅꯗꯨꯅ, ꯃꯇꯦꯡ ꯄꯥꯡꯅꯕ ꯑꯃꯁꯨꯡ ꯆꯥꯎꯈꯠꯄꯒꯤꯗꯃꯛ ꯍꯤꯡꯅꯕꯒꯤ ꯄꯣꯠꯂꯝꯁꯤꯡ ꯄꯤꯊꯣꯛ-ꯄꯤꯁꯤꯟ ꯇꯧꯅꯍꯜꯂꯤ꯫ ꯃꯈꯥꯗ ꯄꯤꯔꯤꯕꯥ ꯋꯥꯐꯝ ꯑꯁꯤ ꯃꯇꯧ ꯀꯔꯝꯅ ꯂꯣꯖꯤꯀꯦꯜ ꯑꯣꯏꯕ ꯋꯥꯐꯝ ꯑꯃꯒꯤ ꯈꯨꯗꯝ ꯑꯃ ꯑꯣꯏꯕꯒꯦ ꯍꯥꯏꯕꯗꯨ ꯁꯟꯗꯣꯛꯅ ꯇꯥꯛꯄꯤꯌꯨ꯫ ꯄ꯭ꯔꯃꯥꯟ ꯑꯁꯤ ꯃꯌꯦꯛ ꯁꯦꯡꯏ: ꯀꯣꯐꯤ ꯄꯥꯝꯗꯕ ꯃꯤꯑꯣꯏ ꯈꯨꯗꯤꯡꯃꯛ ꯑꯔꯥꯟꯕ ꯇꯧꯏ꯫ ꯑꯁꯤ ꯂꯣꯖꯤꯀꯦꯜ ꯐꯦꯂꯥꯁꯤꯒꯤ ꯈꯨꯗꯝ ꯑꯃꯅꯤ ꯃꯔꯃꯗꯤ ꯃꯁꯤꯅ ꯋꯥꯍꯪ ꯑꯗꯨ ꯚꯤꯛꯁꯥ ꯇꯧꯕ ꯅꯠꯇ꯭ꯔꯒ ꯁꯔꯀꯨꯂꯔ ꯔꯤꯖꯅꯦꯜ ꯍꯥꯏꯕ ꯐꯦꯂꯥꯁꯤ ꯑꯁꯤ ꯇꯧꯏ꯫ ꯋꯥꯍꯪ ꯑꯗꯨꯗ ꯚꯤꯛꯁꯥ ꯄꯤꯕ ꯍꯥꯏꯕꯁꯤ ꯂꯣꯖꯤꯀꯦꯜ ꯐꯦꯂꯥꯁꯤ ꯃꯈꯜ ꯑꯃꯅꯤ, ꯃꯁꯤꯗ ꯋꯥꯐꯝ ꯑꯃ ꯅꯠꯇ꯭ꯔꯒ ꯀ꯭ꯂꯦꯝ ꯑꯗꯨ ꯃꯁꯥꯃꯛ ꯅꯠꯇꯅ ꯃꯗꯨꯕꯨ ꯁꯄꯣꯔꯠ ꯇꯧꯅꯕ ꯄ꯭ꯔꯃꯥꯟ ꯑꯃꯠꯇ ꯌꯥꯎꯗꯅ ꯑꯆꯨꯝꯕ ꯑꯣꯏꯅ ꯐꯣꯡꯗꯣꯛꯏ꯫ ꯃꯁꯤꯒꯤ ꯀꯦꯁ ꯑꯁꯤꯗ 'ꯀꯣꯐꯤ ꯄꯥꯝꯗꯕ ꯃꯤꯑꯣꯏ ꯈꯨꯗꯤꯡꯃꯛ ꯑꯔꯥꯟꯕ' ꯍꯥꯏꯕ ꯋꯥꯐꯝ ꯑꯁꯤ ꯁꯧꯒꯠꯄ ꯌꯥꯕ ꯄ꯭ꯔꯃꯥꯟ ꯑꯃꯠꯇ ꯌꯥꯎꯗꯅ ꯑꯆꯨꯝꯕ ꯑꯣꯏꯅ ꯄꯤꯔꯤ꯫ ꯁ꯭ꯇꯦꯠꯃꯦꯟꯠ ꯑꯗꯨꯗ ꯄꯟꯈ꯭ꯔꯤꯕ ꯄ꯭ꯔꯃꯥꯟꯁꯤꯡ ꯑꯗꯨ ꯑꯀꯛꯅꯕ ꯑꯣꯏꯗꯦ, ꯃꯔꯝ ꯑꯗꯨꯅ ꯀ꯭ꯂꯦꯝ ꯑꯗꯨ ꯁꯄꯣꯔꯠ ꯇꯧꯗꯕ ꯑꯣꯏꯍꯜꯂꯤ꯫ ꯃꯁꯤꯒꯤ ꯃꯊꯛꯇ, ꯃꯌꯦꯛ ꯁꯦꯡꯕ ꯄ꯭ꯔꯃꯥꯟ ꯒꯨꯝꯕ ꯂꯣꯜ ꯁꯤꯖꯤꯟꯅꯕ ꯑꯃꯁꯨꯡ ꯑꯇꯣꯞꯄꯁꯤꯡꯕꯨ "ꯑꯔꯥꯟꯕ" ꯍꯥꯏꯕꯁꯤꯅ ꯑꯔꯥꯟꯕ ꯑꯣꯊꯣꯔꯤꯇꯤ ꯑꯃꯁꯨꯡ ꯑꯆꯨꯝꯕꯒꯤ ꯋꯥꯈꯜꯂꯣꯟ ꯑꯃ ꯄꯤꯔꯤ, ꯑꯗꯨꯕꯨ ꯇꯁꯦꯡꯕꯗꯤ ꯋꯥꯐꯝ ꯑꯗꯨ ꯃꯁꯥꯃꯛ ꯄ꯭ꯔꯃꯥꯟ ꯅꯠꯇ꯭ꯔꯒ ꯂꯣꯖꯤꯀꯦꯜ ꯔꯤꯖꯅꯦꯜꯗ ꯌꯨꯝꯐꯝ ꯑꯣꯏꯕ ꯅꯠꯇꯦ꯫ ꯌꯥꯎꯗꯕ ꯃꯑꯣꯡꯗ, ꯄꯔꯁꯣꯅꯦꯜ ꯄꯔꯐꯦꯔꯦꯟꯁ ꯑꯃꯁꯨꯡ ꯇꯦꯁꯁꯤꯡ ꯑꯁꯤ ꯁꯕꯖꯦꯛꯇꯤꯕ ꯑꯣꯏ ꯑꯃꯁꯨꯡ ꯑꯆꯨꯝꯕ ꯅꯠꯇ꯭ꯔꯒ ꯑꯔꯥꯟꯕ ꯄ꯭ꯔꯃꯥꯟ ꯇꯧꯕ ꯉꯝꯗꯦ, ꯃꯔꯝ ꯑꯗꯨꯅ ꯀꯣꯐꯤ ꯄꯥꯝꯗꯕ ꯃꯤꯑꯣꯏꯁꯤꯡ ꯑꯁꯤ ꯑꯔꯥꯟꯕ ꯑꯣꯏ ꯍꯥꯏꯅ ꯐꯣꯡꯗꯣꯛꯄ ꯑꯁꯤ ꯂꯣꯖꯤꯀꯦꯜ ꯑꯣꯏꯗꯕ ꯋꯥꯐꯝ ꯑꯃꯅꯤ꯫ ꯈꯪꯖꯤꯟꯒꯗꯕ ꯑꯃꯅ, ꯋꯥꯐꯝ ꯑꯁꯤ ꯂꯣꯖꯤꯀꯦꯜ ꯑꯣꯏꯕ ꯋꯥꯐꯝ ꯑꯃꯅꯤ ꯃꯔꯝꯗꯤ ꯃꯁꯤꯗ ꯏꯚꯤꯗꯦꯟꯁꯤꯑꯦꯜ ꯁꯄꯣꯔꯠ ꯂꯩꯇꯦ ꯑꯃꯁꯨꯡ ꯁꯔꯀꯨꯂꯔ ꯔꯤꯖꯅꯦꯜꯗ ꯊꯥꯖꯕ ꯊꯝꯂꯤ꯫